ꯂꯤꯁꯤꯡ ꯑꯃ ꯆꯥꯇ꯭ꯔꯨꯛ ꯍꯨꯝꯐꯨꯃꯔꯤꯗꯥ ꯅ꯭ꯌꯨ ꯌꯣꯔꯛꯀꯤ ꯃꯃꯤꯡ ꯌꯣꯔꯛꯀꯤ ꯗ꯭ꯌꯨꯛ ꯃꯇꯨꯡꯗꯥ ꯏꯪꯂꯦꯟꯗꯒꯤ ꯅꯤꯡꯊꯧ ꯖꯦꯃꯁ ꯑꯅꯤꯁꯨꯕꯥꯒꯤ ꯏꯀꯥꯏ ꯈꯨꯝꯅꯕꯥ ꯑꯣꯏꯅꯥ ꯊꯣꯟꯈꯤ꯫ ꯖꯦꯝꯁꯀꯤ ꯑꯆꯧꯕꯥ ꯃꯔꯨꯞ ꯅꯤꯡꯊꯧ ꯆꯥꯔꯂꯁ ꯏꯪꯂꯦꯟꯗꯒꯤ ꯅꯤꯡꯊꯧ ꯂꯩꯕꯥꯛꯅꯥ ꯗꯆ꯭ꯁ ꯀꯟꯇ꯭ꯔꯣꯜꯗꯒꯤ ꯂꯧꯊꯣꯛꯈꯤꯕꯥ ꯃꯇꯝꯗꯥ ꯅ꯭ꯌꯨ ꯑꯃꯃꯁ꯭ꯇꯔꯗꯥꯝ ꯃꯌꯣꯜꯂꯝ ꯌꯥꯎꯅꯥ ꯅ꯭ꯌꯨ ꯅꯦꯗꯥꯔꯂꯦꯟꯗꯒꯤ ꯍꯥꯟꯅꯒꯤ ꯂꯝꯗꯝ ꯑꯗꯨꯒꯤ ꯄ꯭ꯔꯣꯄꯇꯤ ꯑꯣꯏꯅꯥ ꯗ꯭ꯌꯨꯛꯄꯨ ꯍꯥꯞꯈꯤ꯫ ꯄꯨꯋꯥꯔꯤ ꯑꯉꯟꯕ ꯄꯨꯋꯥꯔꯤ ꯀꯣꯂꯝꯕꯤꯌꯥꯒꯤ ꯃꯃꯥꯡꯒꯤ ꯃꯇꯝꯗꯥ ꯍꯧꯖꯤꯛ ꯂꯩꯔꯤꯕꯥ ꯅ꯭ꯌꯨ ꯌꯣꯔꯛ ꯁꯤꯇꯤꯒꯤ ꯃꯐꯝ ꯑꯁꯤ ꯂꯦꯅꯥꯄꯦ ꯌꯥꯎꯅꯥ ꯑꯜꯒꯣ ꯑꯜꯒꯣꯅꯀꯤꯌꯥꯟꯁꯤꯡꯅꯥ ꯂꯩꯔꯝꯃꯤ꯫ ꯃꯈꯣꯏꯒꯤ ꯃꯌꯨꯝ ꯂꯦꯅꯥꯄꯦꯍꯣꯀꯤꯡ ꯍꯥꯏꯅꯥ ꯈꯪꯅꯕꯥ ꯃꯐꯝ ꯑꯗꯨꯗꯥ ꯍꯧꯖꯤꯛ ꯂꯩꯔꯤꯕꯥ ꯁ꯭ꯇꯥꯇꯦꯟ ꯑꯥꯏꯂꯦꯟꯗ ꯃꯦꯟꯍꯥꯇꯟ ꯕ꯭ꯔꯣꯀꯁ ꯂꯣꯡ ꯑꯥꯏꯂꯦꯟꯗꯒꯤ ꯋꯦꯁ꯭ꯇꯔꯟ ꯁꯔꯨꯛ ꯕ꯭ꯔꯨꯛꯂꯤꯟ ꯑꯃꯁꯨꯡ ꯀꯨꯏꯅꯁ ꯌꯥꯎꯅꯥ ꯑꯃꯁꯨꯡ ꯂꯣꯏꯔꯕꯥ ꯍꯗꯁꯟ ꯚꯦꯂꯤ ꯌꯥꯎꯈꯤ꯫ ꯌꯨꯔꯣꯄꯤꯌꯟ ꯑꯃꯅꯥ ꯅ꯭ꯌꯨ ꯌꯣꯔꯛ ꯍꯥꯔꯕꯔꯗꯥ ꯑꯍꯥꯟꯕꯥ ꯑꯣꯏꯅꯥ ꯗꯣꯀꯨꯃꯦꯟꯠ ꯇꯧꯔꯕꯥ ꯈꯣꯡꯆꯠ ꯑꯗꯨ ꯂꯤꯁꯤꯡ ꯑꯃ ꯆꯧꯉꯥ ꯀꯨꯟꯃꯔꯤꯗꯥ ꯐ꯭ꯔꯥꯟꯁꯀꯤ ꯀ꯭ꯔꯥꯎꯟꯒꯤ ꯁꯦꯕꯥꯗꯥ ꯐ꯭ꯂꯣꯔꯦꯟꯁꯀꯤ ꯑꯦꯛꯁꯄ꯭ꯂꯣꯔꯦꯇꯔ ꯑꯃꯥ ꯑꯣꯏꯔꯤꯕꯥ ꯖꯤꯑꯣꯚꯥꯅꯤ ꯗꯥ ꯚꯦꯔꯥꯖꯥꯅꯣꯅꯥ ꯆꯠꯈꯤ꯫ ꯃꯍꯥꯛꯅꯥ ꯃꯐꯝ ꯑꯗꯨ ꯐ꯭ꯔꯥꯟꯁꯀꯤꯗꯃꯛ ꯀ꯭ꯂꯦꯝ ꯇꯧꯈꯤ ꯑꯃꯁꯨꯡ ꯃꯗꯨꯒꯤ ꯃꯃꯤꯡ ꯅꯣꯚꯦꯜ ꯑꯦꯡꯒꯨꯂꯦꯝ ꯍꯥꯏꯅꯥ ꯊꯣꯟꯈꯤ꯫ ꯁ꯭ꯄꯦꯟꯒꯤ ꯑꯦꯛꯁꯄꯤꯗꯤꯁꯟ ꯑꯃꯥ ꯄꯣꯔꯇꯨꯒꯤꯖ ꯀꯦꯞꯇꯦꯟ ꯑꯦꯁ꯭ꯇꯦꯚꯣꯟ ꯒꯣꯃꯦꯁꯅꯥ ꯂꯨꯆꯤꯡꯗꯨꯅꯥ ꯏꯝꯄꯥꯔꯇꯔ ꯆꯥꯔꯂꯁꯀꯤꯗꯃꯛ ꯆꯦꯟꯈꯤ꯫ ꯖꯅꯨꯋꯥꯔꯤ ꯗꯥ ꯅ꯭ꯌꯨ ꯏꯌꯔꯛ ꯍꯥꯔꯕꯔꯗꯥ ꯂꯥꯛꯈꯤ ꯑꯃꯁꯨꯡ ꯍꯗꯁꯟ ꯇꯨꯔꯦꯜꯒꯤ ꯃꯅꯥꯛꯇꯥ ꯆꯥꯔꯠ ꯇꯧꯈꯤ ꯃꯗꯨ ꯃꯍꯥꯛꯅꯥ ꯍꯥꯏꯅꯥ ꯃꯃꯤꯡ ꯊꯣꯟꯈꯤ ꯁꯦꯟꯇ ꯑꯦꯟꯊꯣꯅꯤꯒꯤ ꯇꯨꯔꯦꯜꯗꯥ ꯏꯪꯂꯤꯁ ꯑꯦꯛꯁꯄ꯭ꯂꯣꯔꯦꯇꯔ ꯍꯦꯅꯔꯤ ꯍꯗꯁꯟꯅꯥ ꯗꯆ꯭ꯁ ꯏꯁ꯭ꯠ ꯏꯟꯗꯤꯌꯥ ꯀꯝꯄꯦꯅꯤꯒꯤꯗꯃꯛ ꯑꯣꯔꯤꯑꯦꯟꯠꯀꯤ ꯅꯣꯔꯊꯋꯦꯁ꯭ꯠ ꯄꯦꯁꯦꯖ ꯊꯤꯕꯥ ꯃꯇꯝꯗꯥ ꯅ꯭ꯌꯨ ꯌꯣꯔꯛ ꯍꯥꯔꯕꯔ ꯑꯃꯨꯛ ꯍꯟꯅꯥ ꯊꯤꯖꯤꯟꯈꯤ꯫ ꯃꯍꯥꯛ ꯃꯈꯥ ꯇꯥꯅꯥ ꯗꯆ꯭ꯁꯅꯥ ꯅꯣꯔꯊ ꯔꯤꯚꯔ ꯍꯧꯖꯤꯛ ꯍꯗꯁꯟ ꯇꯨꯔꯦꯜ ꯍꯥꯏꯅꯥ ꯀꯧꯕꯥ ꯂꯝꯗꯝ ꯑꯗꯨꯗꯥ ꯆꯠꯈꯤ ꯃꯗꯨ ꯍꯗꯁꯟꯅꯥ ꯑꯍꯥꯟꯕꯗꯥ ꯃꯣꯔꯤꯁꯁ ꯄ꯭ꯔꯤꯟꯁ ꯑꯣꯐ ꯑꯣꯔꯦꯟꯖꯒꯤ ꯃꯃꯤꯡ ꯊꯣꯟꯈꯤ꯫ ꯍꯗꯁꯟꯒꯤ ꯑꯍꯥꯟꯕꯥ ꯃꯦꯠꯅꯥ ꯍꯤꯊꯥꯡꯐꯝ ꯑꯁꯤꯕꯨ ꯅꯨꯡꯁꯤꯠ ꯄꯨꯝꯅꯃꯛꯀꯤꯗꯃꯛ ꯌꯥꯝꯅꯥ ꯐꯕꯥ ꯍꯥꯔꯕꯔ ꯑꯃꯅꯤ ꯑꯃꯁꯨꯡ ꯇꯨꯔꯦꯜ ꯑꯁꯤꯕꯨ ꯃꯥꯏꯜ ꯑꯃꯥ ꯄꯥꯛꯄꯥ ꯑꯃꯁꯨꯡ ꯉꯥꯅꯥ ꯊꯜꯂꯕꯥ ꯍꯥꯏꯅꯥ ꯐꯣꯡꯗꯣꯛꯈꯤ꯫ ꯍꯗꯁꯟꯅꯥ ꯂꯝꯗꯝ ꯑꯁꯤ ꯗꯆ꯭ꯁ ꯏꯁ꯭ꯠ ꯏꯟꯗꯤꯌꯥ ꯀꯝꯄꯦꯅꯤꯒꯤꯗꯃꯛ ꯀ꯭ꯂꯦꯝ ꯇꯧꯈꯤ꯫ ꯂꯤꯁꯤꯡ ꯑꯃ ꯆꯥꯇ꯭ꯔꯨꯛ ꯇꯔꯥꯃꯔꯤꯗ ꯀꯦꯞ ꯀꯣꯗ ꯑꯃꯁꯨꯡ ꯗꯦꯂꯥꯑꯣꯔ ꯕꯦꯒꯤ ꯃꯔꯛꯇꯥ ꯂꯩꯕꯥ ꯃꯐꯝ ꯑꯗꯨ ꯅꯦꯗꯥꯔꯂꯦꯟꯒꯤ ꯅꯦꯗꯥꯔꯂꯦꯟꯗꯅꯥ ꯂꯧꯁꯤꯟꯈꯤ ꯑꯃꯁꯨꯡ ꯃꯗꯨꯕꯨ ꯅ꯭ꯌꯨ ꯌꯣꯔꯛ ꯁꯤꯇꯤ ꯑꯣꯏꯔꯛꯈꯤꯕꯥ ꯃꯐꯝ ꯑꯗꯨꯒꯤ ꯑꯍꯥꯟꯕꯥ ꯅꯟ ꯅꯦꯇꯤꯕ ꯑꯃꯦꯔꯤꯀꯥꯒꯤ ꯃꯤꯑꯣꯏ ꯑꯗꯨꯗꯤ ꯖꯨꯌꯥꯟ ꯔꯣꯗ꯭ꯔꯤꯒꯦꯖꯅꯤ ꯃꯍꯥꯛ ꯏꯪ ꯒꯤ ꯅꯣꯡꯖꯨ ꯊꯥꯒꯤ ꯃꯇꯝꯗꯥ ꯃꯦꯟꯍꯥꯇꯟꯗꯥ ꯂꯥꯛꯈꯤꯕꯥ ꯂꯝꯗꯝ ꯑꯗꯨꯒꯤ ꯃꯤꯌꯥꯝꯒꯥ ꯂꯂꯣꯟ ꯏꯇꯤꯛ ꯇꯧꯔꯛꯈꯤ ꯗꯆ꯭ꯁ ꯀꯣꯂꯣꯅꯤꯁ꯭ꯠꯁꯤꯡꯒꯤ ꯃꯤꯍꯨꯠ ꯑꯃꯥ ꯑꯣꯏꯅꯥ꯫ ꯁꯦꯞꯇꯦꯝꯕꯔ ꯇꯔꯥꯃꯥꯊꯣꯏꯗꯥ ꯑꯦꯇꯦꯛ ꯇꯧꯈꯤ꯫ ꯅ꯭ꯌꯨ ꯌꯣꯔꯛ ꯍꯥꯔꯕꯔꯒꯤ ꯃꯅꯥꯛꯇꯥ ꯃꯇꯝ ꯆꯨꯞꯄꯒꯤ ꯑꯣꯏꯅꯥ ꯌꯨꯔꯣꯄꯤꯌꯟ ꯄ꯭ꯔꯦꯁꯟ ꯄ꯭ꯔꯦꯖꯦꯟꯁ ꯑꯃꯥ ꯂꯤꯁꯤꯡ ꯑꯃ ꯆꯥꯇ꯭ꯔꯨꯛ ꯀꯨꯟꯃꯔꯤꯗꯥ ꯂꯤꯡꯈꯠꯈꯤ ꯃꯁꯤꯅꯥ ꯅ꯭ꯌꯨ ꯌꯣꯔꯛ ꯑꯁꯤ ꯀꯟꯇꯤꯅꯦꯟꯇꯜ ꯌꯨꯅꯥꯏꯇꯦꯗ ꯁ꯭ꯇꯦꯇꯁꯇꯥ ꯂꯦꯞꯇꯅꯥ ꯌꯨꯔꯣꯄꯤꯌꯟꯁꯤꯡꯅꯥ ꯂꯤꯡꯈꯠꯈꯤꯕꯥ ꯈ꯭ꯋꯥꯏꯗꯒꯤ ꯑꯔꯤꯕꯥ ꯁꯦꯇꯜꯃꯦꯟꯠ ꯑꯃꯥ ꯑꯣꯏꯍꯟꯈꯤ ꯃꯁꯤꯗꯥ ꯒꯚꯔꯅꯔꯁ ꯑꯥꯏꯂꯦꯟꯗꯗꯥ ꯗꯆ꯭ꯁ ꯐꯔ ꯇ꯭ꯔꯦꯗꯤꯡ ꯁꯦꯇꯜꯃꯦꯟꯇꯠꯑꯃꯥ ꯂꯤꯡꯈꯠꯈꯤ꯫ ꯂꯤꯁꯤꯡ ꯑꯃ ꯆꯥꯇ꯭ꯔꯨꯛ ꯀꯨꯟꯃꯉꯥ ꯍꯧꯖꯤꯛ ꯂꯩꯔꯤꯕꯥ ꯃꯦꯅꯍꯥꯇꯟ ꯑꯥꯏꯂꯦꯟꯗꯗꯥ ꯂꯩꯕꯥ ꯁꯤꯇꯥꯗꯦꯜ ꯑꯃꯥ ꯑꯃꯁꯨꯡ ꯐꯣꯔꯠ ꯑꯝꯃꯁ꯭ꯇꯔꯗꯥꯝ ꯃꯇꯨꯡꯗꯥ ꯅꯤꯎ ꯑꯦꯝꯁ꯭ꯇꯔꯗꯥꯝ ꯅ꯭ꯌꯨ ꯑꯝꯃꯁ꯭ꯇꯔꯗꯥꯝ ꯍꯥꯏꯅꯥ ꯀꯧꯕꯥ ꯁꯥꯕꯥ ꯍꯧꯈꯤ꯫